ꯀ꯭ꯋꯥꯟꯇꯝ ꯗꯣꯠ ꯑꯁꯤ ꯄꯣꯏꯟ ꯗꯤꯄꯣꯜ ꯑꯃ ꯑꯣꯏꯅ ꯆꯥꯎꯔꯥꯛꯅ ꯂꯧꯊꯣꯛꯄ ꯌꯥꯏ ꯍꯥꯏꯅ ꯂꯧꯔꯤꯕ ꯐꯣꯔꯁꯇꯔ ꯔꯤꯁꯣꯅꯦꯟꯁ ꯏꯅꯔꯖꯤ ꯇ꯭ꯔꯥꯟꯁꯐꯔ ꯃꯣꯗꯦꯜ ꯑꯁꯤ ꯁꯤꯖꯤꯟꯅꯕꯒꯤ ꯆꯥꯡ ꯑꯁꯤ ꯍꯟꯗꯛꯇ ꯎꯠꯈ꯭ꯔꯦ꯫ ꯚꯤꯚꯣꯒꯤ ꯐꯤꯚꯝꯗ ꯇꯔꯒꯦꯇꯤꯡ ꯇꯧꯅꯕ ꯇ꯭ꯌꯨꯃꯔꯒꯤꯗꯃꯛ ꯀ꯭ꯋꯥꯟꯇꯝ ꯗꯣꯠꯁꯤꯡ ꯁꯤꯖꯤꯟꯅꯕꯅ ꯇ꯭ꯔꯒꯦꯇꯤꯡꯒꯤ ꯊꯧꯔꯥꯡ ꯑꯅꯤ ꯁꯤꯖꯤꯟꯅꯩ: ꯑꯦꯛꯇꯤꯚ ꯇꯥꯔꯒꯦꯇꯤꯡ ꯑꯃꯁꯨꯡ ꯄꯦꯁꯤꯚ ꯇꯥꯔꯒꯦꯇꯤꯡ꯫ ꯑꯦꯛꯇꯤꯚ ꯇꯥꯔꯒꯦꯇꯤꯡꯒꯤ ꯃꯇꯥꯡꯗ ꯀ꯭ꯋꯥꯟꯇꯝ ꯗꯣꯠꯁꯤꯡ ꯑꯁꯤ ꯇ꯭ꯌꯨꯃꯔ ꯁꯦꯜꯁꯤꯡꯒ ꯈꯟꯒꯠꯂꯕ ꯃꯑꯣꯡꯗ ꯄꯨꯟꯁꯤꯟꯅꯕ ꯇ꯭ꯌꯨꯃꯔꯒ ꯑꯀꯛꯅꯕ ꯕꯥꯏꯟꯗꯤꯡ ꯁꯥꯏꯠꯁꯤꯡꯒ ꯂꯣꯏꯅꯅ ꯃꯊꯧ ꯇꯧꯋꯤ ꯫ ꯄꯦꯁꯤꯚ ꯇꯥꯔꯒꯦꯇꯤꯡ ꯑꯁꯤꯅ ꯀ꯭ꯋꯥꯟꯇꯝ ꯏꯂꯤꯛ ꯄ꯭ꯔꯣꯕꯁꯤꯡ ꯄꯤꯅꯕꯒꯤꯗꯃꯛ ꯇ꯭ꯌꯨꯃꯔ ꯁꯦꯜꯁꯤꯡꯒꯤ ꯍꯦꯟꯒꯠꯂꯕ ꯄꯔꯃꯤꯌꯦꯁꯟ ꯑꯃꯁꯨꯡ ꯊꯝꯕ ꯑꯁꯤ ꯁꯤꯖꯤꯟꯅꯩ ꯫ ꯌꯥꯝꯅ ꯊꯨꯅ ꯆꯥꯎꯈꯠꯂꯛꯂꯤꯕ ꯇ꯭ꯌꯨꯃꯔ ꯁꯦꯜꯁꯤꯡꯗ ꯃꯍꯧꯁꯥꯅ ꯍꯛꯆꯥꯡ ꯐꯔꯕ ꯁꯦꯜꯁꯤꯡꯗꯒꯤ ꯍꯦꯟꯅ ꯆꯪꯁꯤꯟꯕ ꯌꯥꯕ ꯃꯦꯝꯕ꯭ꯔꯦꯟꯁꯤꯡ ꯂꯩ꯫ ꯃꯁꯤꯅ ꯁꯦꯜꯒꯤ ꯍꯛꯆꯥꯡꯗ ꯑꯄꯤꯛꯄ ꯅꯦꯅꯣꯄꯥꯔꯇꯤꯀꯜꯁꯤꯡ ꯆꯤꯊꯣꯛꯄ ꯌꯥꯍꯜꯂꯤ ꯫ ꯃꯁꯤꯒꯤ ꯃꯊꯛꯇ ꯇ꯭ꯌꯨꯃꯔ ꯁꯦꯜꯁꯤꯡꯗ ꯀꯥꯟꯅꯔꯕ ꯂꯤꯝꯐꯦꯇꯤꯛ ꯗ꯭ꯔꯦꯅꯦꯖ ꯁꯤꯁꯇꯦꯝ ꯑꯃ ꯂꯩꯇꯦ꯫ ꯃꯁꯤꯅ ꯃꯇꯨꯡ ꯇꯥꯔꯛꯄ ꯅꯦꯅꯣꯄꯥꯔꯇꯤꯀꯜꯁꯤꯡ ꯇꯨꯡꯁꯤꯟꯕꯗ ꯊꯣꯛꯍꯜꯂꯤ꯫ ꯀ꯭ꯋꯥꯟꯇꯝ ꯗꯣꯠ ꯄ꯭ꯔꯣꯕꯁꯤꯡꯅ ꯚꯤꯚꯣ ꯇꯣꯛꯁꯤꯁꯤꯇꯤꯗ ꯎꯠꯂꯤ꯫ ꯈꯨꯗꯝ ꯑꯣꯏꯅ ꯀꯦꯗꯃꯤꯌꯝ ꯁꯜꯐꯥꯏꯗ ꯅꯦꯅꯣꯀ꯭ꯔꯤꯁꯇꯜꯁꯤꯡ ꯑꯁꯤ ꯑꯜꯇ꯭ꯔꯥ ꯚꯥꯏꯌꯣꯂꯦꯠ ꯃꯩꯒꯤ ꯃꯈꯥꯗ ꯀꯜꯆꯔ ꯇꯧꯔꯕ ꯁꯦꯜꯁꯤꯡꯗ ꯌꯥꯝꯅ ꯐꯠꯇꯕ ꯑꯣꯏ, ꯃꯔꯝꯗꯤ ꯐꯣꯇꯣꯂꯥꯏꯁꯤꯁ ꯍꯥꯏꯅ ꯈꯪꯅꯕ ꯊꯧꯑꯣꯡ ꯑꯃꯗ, ꯐꯠꯇꯕ ꯀꯦꯗꯃꯤꯌꯝ ꯑꯥꯏꯟꯁꯤꯡ ꯀꯜꯆꯔ ꯃꯦꯗꯤꯌꯝꯗ ꯊꯥꯗꯣꯛꯅꯕ ꯄꯥꯔꯇꯤꯀꯜꯁꯤꯡ ꯑꯗꯨ ꯄꯠꯊꯔꯛꯏ ꯫ ꯑꯗꯨꯝ ꯑꯣꯏꯅꯃꯛ ꯑꯜꯇ꯭ꯔꯥ ꯚꯥꯏꯌꯣꯂꯦꯠ ꯔꯦꯗꯤꯌꯦꯁꯟ ꯌꯥꯎꯗꯕꯗ ꯁ꯭ꯇꯦꯄꯜ ꯄꯣꯂꯤꯃꯔ ꯀꯣꯇꯤꯡ ꯌꯥꯎꯕ ꯀ꯭ꯋꯥꯟꯇꯝ ꯗꯣꯠꯁꯤꯡ ꯑꯁꯤ ꯑꯐꯠꯇꯕ ꯑꯣꯏꯗꯕ ꯑꯣꯏꯅ ꯐꯪꯂꯦ ꯫ ꯀ꯭ꯋꯥꯟꯇꯝ ꯗꯣꯠꯁꯤꯡꯒꯤ ꯍꯥꯏꯗ꯭ꯔꯣꯖꯦꯜ ꯑꯦꯟꯀꯦꯞꯁꯨꯂꯦꯁꯟ ꯀ꯭ꯋꯥꯟꯇꯝ ꯗꯣꯠꯁꯤꯡ ꯑꯁꯤ ꯂꯦꯞꯄ ꯂꯩꯇꯅ ꯂꯩꯕ ꯏꯁꯤꯡ ꯌꯥꯎꯕ ꯊꯥꯎ ꯑꯃꯗ ꯍꯥꯞꯆꯤꯟꯕ ꯌꯥꯍꯜꯂꯤ꯫ ꯃꯁꯤꯅ ꯀꯦꯗꯃꯤꯌꯝ ꯆꯤꯊꯣꯛꯄꯒꯤ ꯑꯣꯏꯊꯣꯛꯄ ꯌꯥꯕ ꯑꯗꯨ ꯍꯟꯊꯍꯜꯂꯤ ꯫ ꯃꯗꯨꯒꯤ ꯃꯇꯨꯡꯗ ꯑꯃꯨꯛ ꯍꯟꯅ ꯍꯤꯡꯂꯤꯕ ꯖꯤꯕꯁꯤꯡꯗꯒꯤ ꯀ꯭ꯋꯥꯟꯇꯝ ꯗꯣꯠꯁꯤꯡ ꯊꯥꯗꯣꯛꯄꯒꯤ ꯊꯧꯑꯣꯡꯒꯤ ꯃꯇꯥꯡꯗ ꯈꯔꯈꯛꯇꯃꯛ ꯈꯪꯉꯤ꯫ ꯑꯇꯣꯞꯄ ꯑꯣꯏꯊꯣꯛꯄ ꯌꯥꯕ ꯁꯤꯖꯤꯟꯅꯕ ꯑꯃꯗ ꯐ꯭ꯂꯣꯔꯣꯁꯦꯟꯁ ꯁ꯭ꯄꯦꯛꯇ꯭ꯔꯣꯁ꯭ꯀꯣꯄꯤ ꯁꯤꯖꯤꯟꯅꯗꯨꯅ ꯇ꯭ꯌꯨꯃꯔꯁꯤꯡꯒꯤ ꯏꯟꯇ꯭ꯔꯥ-ꯑꯣꯄꯔꯦꯁꯟ ꯗꯤꯇꯦꯛꯁꯟꯒꯤꯗꯃꯛ ꯀ꯭ꯋꯥꯟꯇꯝ ꯗꯣꯠꯁꯤꯡ ꯑꯁꯤ ꯏꯟꯑꯣꯔꯒꯅꯤꯛ ꯐ꯭ꯂꯣꯔꯥꯐꯣꯔ ꯑꯣꯏꯅ ꯊꯤꯖꯤꯜꯂꯤ ꯫ ꯁꯦꯜ ꯁꯥꯏꯇꯣꯄ꯭ꯂꯥꯖꯝꯗ ꯁꯣꯛꯇ꯭ꯔꯤꯕ ꯀ꯭ꯋꯥꯟꯇꯝ ꯏꯂꯤꯛꯁꯤꯡ ꯄꯤꯕ ꯑꯁꯤ ꯍꯧꯖꯤꯛ ꯂꯩꯔꯤꯕ ꯇꯦꯛꯅꯤꯛꯁꯤꯡꯒ ꯂꯣꯏꯅꯅ ꯁꯤꯡꯅꯕ ꯑꯃ ꯑꯣꯏꯔꯛꯂꯤ ꯫ ꯚꯦꯛꯇꯔꯗ ꯌꯨꯝꯐꯝ ꯑꯣꯏꯕ ꯊꯧꯑꯣꯡꯁꯤꯡꯅ ꯀ꯭ꯋꯥꯟꯇꯝ ꯏꯂꯤꯛꯁꯤꯡꯒꯤ ꯑꯄꯨꯟꯕ ꯑꯃꯁꯨꯡ ꯑꯦꯟꯗꯣꯁꯣꯃꯦꯜ ꯁꯦꯔꯦꯁꯟ ꯊꯣꯛꯍꯜꯂꯤ ꯑꯗꯨꯒ ꯏꯂꯦꯛꯇ꯭ꯔꯣꯄꯣꯔꯦꯁꯟꯅ ꯁꯦꯃꯤ-ꯀꯟꯗꯛꯇꯤꯡ ꯄꯥꯔꯇꯤꯀꯜꯁꯤꯡ ꯑꯃꯁꯨꯡ ꯁꯥꯏꯇꯣꯁꯣꯜꯗ ꯑꯄꯨꯟꯕ ꯄꯤꯔꯛꯄ ꯗꯣꯠꯁꯤꯡ ꯑꯗꯨ ꯁꯣꯛꯍꯟꯕ ꯌꯥꯏ ꯫ ꯁꯦꯜ ꯅꯝꯊꯗꯨꯅ ꯀ꯭ꯋꯥꯟꯇꯝ ꯏꯂꯤꯛꯁꯤꯡ ꯑꯁꯤ ꯑꯄꯨꯟꯕ ꯑꯦꯟꯗꯣꯁꯣꯝꯁꯤꯡꯗ ꯄꯣꯠ ꯐꯥꯖꯤꯟꯗꯨꯅ ꯊꯝꯕ ꯅꯠꯇ꯭ꯔꯒ ꯁꯦꯜꯒꯤ ꯍꯤꯡꯕ ꯉꯝꯕꯒꯤ ꯆꯥꯡ ꯌꯥꯝꯅ ꯃꯥꯡꯍꯟꯗꯅ ꯐꯖꯅ ꯄꯤꯕ ꯌꯥꯏ ꯫ ꯃꯁꯤꯒꯤ ꯃꯊꯛꯇ ꯃꯁꯤꯅ ꯎꯠꯂꯦ ꯃꯗꯨꯗꯤ ꯊꯧꯑꯣꯡ ꯑꯁꯤꯅ ꯄꯤꯔꯤꯕ ꯀ꯭ꯋꯥꯟꯇꯝ ꯗꯣꯠꯁꯤꯡ ꯑꯁꯤ ꯁꯦꯜ ꯁꯥꯏꯇꯣꯁꯣꯜꯗ ꯈꯪꯗꯣꯛꯄ ꯌꯥꯏ꯫ ꯑꯁꯨꯝꯅ ꯃꯣꯂꯤꯀ꯭ꯌꯨꯜ ꯑꯃꯈꯛꯇꯒꯤ ꯇ꯭ꯔꯦꯀꯤꯡ ꯁ꯭ꯇꯗꯤꯁꯤꯡꯒꯤꯗꯃꯛꯇ ꯇꯦꯛꯅꯤꯛ ꯑꯁꯤꯒꯤ ꯑꯣꯏꯊꯣꯛꯄ ꯌꯥꯕ ꯑꯗꯨ ꯎꯠꯂꯤ ꯫ ꯐꯣꯇꯣꯚꯣꯜꯇꯥꯏꯛ ꯈꯨꯠꯂꯥꯏꯁꯤꯡ ꯌꯨꯅꯤꯚꯔꯁꯤꯇꯤ ꯑꯣꯐ ꯇꯣꯔꯣꯟꯇꯣꯗ ꯂꯩꯕ ꯁꯔꯖꯦꯟ ꯀꯥꯡꯂꯨꯞꯅ ꯁꯥꯈꯤꯕ ꯁ꯭ꯄꯤꯟ-ꯀꯥꯁ ꯀ꯭ꯋꯥꯟꯇꯝ ꯏꯂꯤꯛ ꯁꯣꯂꯔ ꯁꯦꯜ ꯫ ꯃꯥꯡ ꯊꯪꯕ ꯁꯔꯨꯛꯇ ꯂꯩꯕ ꯙꯥꯃꯒꯤ ꯗꯤꯁꯛꯁꯤꯡ ꯑꯁꯤ ꯃꯈꯥꯗ ꯂꯩꯕ ꯂꯩꯔꯣꯜꯁꯤꯡꯗ ꯏꯂꯦꯛꯇ꯭ꯔꯤꯀꯦꯜꯒꯤ ꯃꯔꯤ ꯂꯩꯅꯩ ꯫ ꯀ꯭ꯋꯥꯟꯇꯝ ꯗꯣꯠꯁꯤꯡꯒꯤ ꯇ꯭ꯌꯨꯅꯦꯕꯜ ꯑꯦꯕꯖꯣꯔꯄꯟ ꯁ꯭ꯄꯦꯛꯇ꯭ꯔꯝ ꯑꯃꯁꯨꯡ ꯑꯋꯥꯡꯕ ꯏꯛ꯭ꯁꯇꯤꯟꯁꯟ ꯀꯣꯑꯣꯐꯤꯁꯤꯑꯦꯟꯁꯤꯡꯅ ꯃꯈꯣꯏꯕꯨ ꯐꯣꯇꯣꯚꯣꯜꯇꯥꯏꯛꯒꯨꯝꯕ ꯃꯩ ꯂꯣꯛꯄꯒꯤ ꯇꯦꯛꯅꯣꯂꯣꯖꯤꯁꯤꯡꯒꯤꯗꯃꯛꯇ ꯄꯨꯛꯅꯤꯡ ꯆꯤꯡꯁꯤꯟꯅꯤꯡꯉꯥꯏ ꯑꯣꯏꯍꯜꯂꯤ ꯫ ꯀ꯭ꯋꯥꯟꯇꯝ ꯏꯂꯤꯛꯁꯤꯡꯅ ꯊꯕꯛ ꯇꯧꯕ ꯉꯝꯕꯒꯤ ꯆꯥꯡ ꯍꯦꯟꯒꯠꯍꯟꯕ ꯑꯃꯁꯨꯡ ꯉꯁꯤꯒꯤ ꯃꯁꯛ ꯊꯣꯛꯄ ꯁꯤꯂꯤꯀꯣꯟ ꯐꯣꯇꯣꯚꯣꯜꯇꯥꯏꯛ ꯁꯦꯜꯁꯤꯡ ꯃꯃꯜ ꯍꯟꯊꯍꯟꯕ ꯉꯝꯒꯅꯤ ꯫